ꯑꯥꯔꯇꯤꯐꯤꯁꯤꯑꯦꯜ ꯏꯟꯇꯦꯂꯤꯖꯦꯟꯁ ꯑꯁꯤ ꯀꯔꯝꯅꯥ ꯍꯦꯜꯊꯀꯦꯌꯔꯗ ꯁꯤꯖꯤꯟꯅꯕ ꯌꯥꯕꯒꯦ ꯍꯥꯏꯕꯒꯤ ꯈꯨꯗꯝ ꯑꯅꯤ ꯄꯤꯌꯨ꯫ ꯑꯥꯔꯇꯤꯐꯤꯁꯤꯑꯦꯜ ꯏꯟꯇꯦꯂꯤꯖꯦꯟꯁꯅ ꯄꯦꯁꯦꯟꯠꯁꯤꯡꯒꯤ ꯀꯦꯌꯔ, ꯗꯥꯏꯒ꯭ꯅꯣꯁꯤꯁ ꯑꯃꯁꯨꯡ ꯇ꯭ꯔꯤꯠꯃꯦꯟꯠꯗ ꯑꯍꯣꯡꯕ ꯑꯃ ꯄꯨꯔꯛꯄ ꯉꯝꯕ ꯑꯅꯧꯕ ꯈꯨꯠꯂꯥꯏꯁꯤꯡ, ꯁꯤꯁ꯭ꯇꯦꯝꯁꯤꯡ ꯑꯃꯁꯨꯡ ꯁꯣꯐꯋꯦꯌꯔꯁꯤꯡ ꯄꯤꯗꯨꯅ ꯍꯦꯜꯊꯀꯦꯌꯔꯒꯤ ꯃꯥꯂꯦꯝ ꯑꯁꯤ ꯍꯣꯡꯗꯣꯛꯂꯤ꯫ ꯍꯦꯜꯊꯀꯦꯌꯔꯗ ꯑꯦ. ꯑꯥꯏ. ꯕꯨ ꯀꯔꯝꯅ ꯁꯤꯖꯤꯟꯅꯕ ꯌꯥꯕꯒꯦ ꯍꯥꯏꯕꯒꯤ ꯈꯨꯗꯝ ꯑꯅꯤ ꯃꯈꯥꯗꯥ ꯄꯤꯔꯤ: ꯂꯥꯏꯅꯥ ꯈꯪꯗꯣꯛꯄ ꯑꯃꯁꯨꯡ ꯂꯥꯎꯊꯣꯛꯄ: ꯍꯧꯖꯤꯛꯇꯤ ꯑꯥꯔꯇꯤꯐꯤꯁꯤꯑꯦꯜ ꯏꯟꯇꯦꯂꯤꯖꯦꯟꯁꯅ ꯃꯊꯧ ꯇꯧꯕ ꯗꯥꯏꯒ꯭ꯅꯣꯁ꯭ꯇꯤꯛ ꯇꯨꯜꯁꯤꯡ ꯑꯁꯤꯅ ꯗꯣꯛꯇꯔꯁꯤꯡꯅ ꯃꯦꯗꯤꯀꯦꯜ ꯏꯃꯦꯖꯁꯤꯡ ꯁ꯭ꯀꯦꯟ ꯇꯧꯕ, ꯄꯦꯁꯦꯟꯠꯁꯤꯡꯒꯤ ꯔꯦꯀꯣꯔꯗꯁꯤꯡ ꯑꯦꯅꯥꯂꯥꯏꯖ ꯇꯧꯕ ꯑꯃꯁꯨꯡ ꯖꯦꯅꯦꯇꯤꯛ ꯗꯦꯇꯥ ꯍꯦꯟꯅ ꯑꯆꯨꯝꯕ ꯃꯑꯣꯡꯗ ꯄ꯭ꯔꯣꯁꯦꯁ ꯇꯧꯕ ꯌꯥꯍꯜꯂꯤ ꯑꯃꯁꯨꯡ ꯃꯤꯑꯣꯏ ꯑꯃꯅ ꯃꯁꯤ ꯇꯧꯕꯗ ꯆꯪꯕꯥ ꯃꯇꯝꯒꯤ ꯁꯔꯨꯛ ꯈꯔꯈꯛꯇꯃꯛ ꯆꯪꯏ꯫ ꯃꯁꯤꯅ ꯖꯦꯅꯦꯇꯤꯛꯁ, ꯆꯍꯤ, ꯑꯃꯁꯨꯡ ꯄꯨꯟꯁꯤ ꯃꯍꯤꯡꯒꯨꯝꯕ ꯐꯦꯛꯇꯔ ꯀꯌꯥꯗ ꯌꯨꯝꯐꯝ ꯑꯣꯏꯗꯨꯅ ꯇꯨꯡꯗ ꯑꯅꯥꯕꯁꯤꯡꯅ ꯂꯥꯏꯅꯥ ꯅꯥꯔꯛꯄꯒꯤ ꯑꯣꯏꯊꯣꯛꯄ ꯌꯥꯕꯁꯤꯡ ꯑꯗꯨꯁꯨ ꯂꯥꯎꯊꯣꯛꯄ ꯉꯝꯒꯅꯤ꯫ ꯄꯔꯁꯣꯅꯦꯂꯥꯏꯖ ꯃꯦꯗꯤꯁꯤꯟ: ꯑꯦ. ꯑꯥꯏ. ꯅ ꯄꯦꯁꯦꯟꯠꯁꯤꯡꯒꯤ ꯍꯤꯁ꯭ꯇꯔꯤ, ꯍꯦꯜꯊ ꯔꯦꯀꯣꯔꯗ, ꯑꯃꯁꯨꯡ ꯖꯦꯅꯦꯇꯤꯛ ꯏꯟꯐꯣꯔꯃꯦꯁꯟꯒꯨꯝ ꯏꯟꯐꯣꯔꯃꯦꯁꯉꯨꯝꯕ ꯗꯦꯇꯥꯁꯤꯡ ꯑꯦꯅꯥꯂꯥꯏꯖ ꯇꯧꯗꯨꯅ ꯑꯅꯥꯕꯁꯤꯡꯗ ꯄꯔꯁꯣꯅꯦꯂꯥꯏꯖ ꯇꯧꯔꯕ ꯂꯥꯌꯦꯡ ꯄꯤꯕꯗ ꯃꯇꯦꯡ ꯄꯥꯡꯕ ꯉꯝꯒꯅꯤ꯫ ꯃꯁꯤꯅ ꯃꯤꯑꯣꯏ ꯑꯃꯃꯝꯒꯤ ꯑꯣꯏꯅ ꯈ꯭ꯋꯥꯏꯗꯒꯤ ꯏꯐꯦꯛꯇꯤꯚ ꯑꯣꯏꯕ ꯂꯥꯏꯌꯦꯡ ꯂꯦꯞꯊꯣꯛꯄꯗ ꯃꯇꯦꯡ ꯄꯥꯡꯏ꯫ ꯑꯥꯔꯇꯤꯐꯤꯁꯤꯑꯦꯜ ꯏꯟꯇꯦꯂꯤꯖꯦꯟꯁ ꯒꯤ ꯃꯇꯦꯡꯅ ꯗꯣꯛꯇꯔꯁꯤꯡꯅ ꯃꯤꯑꯣꯏ ꯈꯨꯗꯤꯡꯃꯛꯀꯤ ꯍꯤꯗꯥꯛ ꯃꯈꯜ ꯑꯃꯁꯨꯡ ꯗꯣꯖ ꯂꯦꯞꯊꯣꯛꯄ ꯉꯝꯃꯤ, ꯃꯁꯤꯅ ꯁꯥꯏꯗ ꯏꯐꯦꯛ ꯅꯠꯇꯔꯒ ꯏꯐꯦꯛꯇꯤꯕ ꯑꯣꯏꯗꯕ ꯂꯥꯏꯌꯦꯡꯒꯤ ꯔꯤꯁ꯭ꯛ ꯍꯟꯊꯍꯜꯂꯤ꯫ ꯃꯁꯤꯒꯤ ꯑꯦꯄ꯭ꯔꯣꯆ ꯑꯁꯤꯅꯥ ꯈ꯭ꯋꯥꯏꯗꯒꯤ ꯏꯐꯦꯛꯇꯤꯕ ꯑꯣꯏꯕꯥ ꯂꯥꯏꯌꯦꯡꯕꯒꯤ ꯊꯧꯔꯥꯡ ꯑꯁꯤ ꯌꯥꯡꯁꯤꯟꯍꯟꯕꯗꯁꯨ ꯃꯇꯦꯡ ꯄꯥꯡꯒꯅꯤ, ꯃꯁꯤꯅ ꯑꯅꯥꯕꯁꯤꯡꯗ ꯍꯦꯟꯅ ꯐꯕ ꯐꯜꯁꯤꯡ ꯄꯨꯔꯛꯄ ꯉꯝꯒꯅꯤ꯫ ꯅꯦꯆꯔꯦꯜ ꯂꯦꯡꯒꯨꯌꯦꯖ ꯄ꯭ꯔꯣꯁꯦꯁꯤꯡꯗ ꯁꯤꯖꯤꯟꯅꯔꯤꯕ ꯌꯥꯝꯗ꯭ꯔꯕꯗ ꯀꯝꯞꯌꯨꯇꯔ ꯑꯦꯂꯒꯣꯔꯤꯊꯝ ꯃꯉꯥꯒꯤ ꯂꯤꯁ꯭ꯠ ꯑꯃ ꯁꯦꯝꯕ꯫ ꯂꯣꯠꯁꯤꯜꯂꯕ ꯃꯥꯔꯀꯣꯚ ꯃꯣꯗꯦꯠ ꯃꯣꯗꯦꯂꯁꯤꯡ: ꯄꯥꯔꯠ-ꯑꯣꯐ-ꯁ꯭ꯄꯤꯆ ꯇꯦꯒ ꯇꯧꯕꯗꯥ ꯁꯤꯖꯤꯟꯅꯩ, ꯃꯐꯝ ꯑꯗꯨꯗ ꯑꯦꯂꯒꯣꯔꯤꯊꯝ ꯑꯁꯤꯅ ꯋꯥꯍꯩ ꯑꯃꯕꯨ ꯋꯥꯍꯩ ꯑꯃꯒꯤ ꯃꯅꯨꯡꯗ ꯀꯟꯇꯦꯛꯁ ꯑꯗꯨ ꯌꯦꯡꯂꯒ ꯋꯥꯍꯩꯒꯤ ꯑꯀꯛꯅꯕ ꯁꯔꯨꯛ ꯑꯃ ꯑꯣꯏꯕꯒꯤ ꯄ꯭ꯔꯣꯕꯦꯕꯤꯂꯤꯇꯤ ꯑꯗꯨ ꯂꯥꯎꯊꯣꯛꯏ꯫ ꯂꯦꯇꯦꯟꯇ ꯗꯤ ꯗꯤꯔꯤꯆꯂꯦꯠ ꯑꯦꯂꯣꯀꯦꯁꯟ (ꯑꯦꯜ. ꯗꯤ. ꯑꯦ.) ꯇꯣꯄꯤꯛ ꯃꯣꯗꯦꯂꯤꯡꯒꯤꯗꯃꯛꯇ ꯁꯤꯖꯤꯟꯅꯩ, ꯃꯐꯝ ꯑꯗꯨꯗ ꯑꯦꯂꯒꯣꯔꯤꯊꯝ ꯑꯁꯤꯅ ꯗꯣꯀꯨꯃꯦꯟꯇꯁꯤꯡꯒꯤ ꯈꯣꯝꯖꯤꯟꯕ ꯑꯃꯒꯤ ꯃꯅꯨꯡꯗ ꯂꯦꯇꯦꯟꯠ ꯇꯣꯄꯤꯛꯁꯤꯡ ꯈꯪꯗꯣꯛꯏ ꯑꯃꯁꯨꯡ ꯗꯣꯀꯨꯃꯦꯟꯠꯁꯤꯡꯗ ꯂꯩꯕ ꯋꯥꯍꯩ ꯈꯨꯗꯤꯡꯃꯛ ꯇꯣꯄꯤꯛ ꯑꯃꯗ ꯑꯦꯁꯥꯏꯟ ꯇꯧꯏ꯫ ꯂꯣꯡ ꯁꯣꯔꯠ-ꯇꯔꯝ ꯃꯦꯃꯣꯔꯤ: ꯂꯣꯜ ꯖꯦꯅꯦꯔꯦꯁꯟ ꯑꯃꯁꯨꯡ ꯇꯦꯛꯁ ꯀ꯭ꯂꯥꯁꯤꯐꯤꯀꯦꯁꯒꯤꯗꯃꯛꯇ ꯁꯤꯖꯤꯟꯅꯩ, ꯃꯐꯝꯁꯤꯗ ꯑꯦꯂꯒꯣꯔꯤꯊꯝ ꯑꯁꯤꯅ ꯃꯃꯥꯡꯒꯤ ꯋꯥꯍꯩꯁꯤꯡꯒꯤ ꯀꯟꯇꯦꯛꯁꯇ ꯌꯨꯝꯐꯝ ꯑꯣꯏꯗꯨꯅ ꯃꯊꯪꯒꯤ ꯋꯥꯍꯩ ꯑꯗꯨ ꯁꯤꯛ ꯁꯤꯛꯕꯦꯟꯁ ꯑꯃꯗ ꯂꯥꯎꯊꯣꯛꯏ꯫ ꯔꯤꯀꯔꯦꯟꯠ ꯅ꯭ꯌꯨꯔꯜ ꯅꯦꯇꯋꯥꯔꯀꯁꯤꯡ (ꯑꯥꯔ. ꯑꯦꯟ. ꯑꯦꯟ.) ꯁꯤꯡ: ꯂꯣꯜ ꯍꯟꯗꯣꯛꯄ ꯑꯃꯁꯨꯡ ꯋꯥ ꯉꯥꯡꯕ ꯈꯪꯅꯕꯒꯤꯗꯃꯛ ꯁꯤꯖꯤꯟꯅꯩ, ꯃꯐꯝ ꯑꯗꯨꯗ ꯑꯦꯂꯒꯣꯔꯤꯊꯝ ꯑꯁꯤꯅ ꯏꯅꯄꯨꯠ ꯁꯤꯛꯕꯦꯟꯁ ꯑꯗꯨ ꯃꯇꯝ ꯑꯃꯗ ꯑꯦꯂꯤꯃꯦꯟꯠ ꯑꯃ ꯄ꯭ꯔꯣꯁꯦꯁ ꯇꯧꯏ ꯑꯃꯁꯨꯡ ꯃꯃꯥꯡꯒꯤ ꯑꯦꯂꯤꯃꯦꯟꯇꯁꯤꯡꯒꯤ ꯀꯟꯇꯦꯛꯁ ꯑꯗꯨ ꯅꯤꯡꯁꯤꯡꯅꯕ ꯏꯟꯇꯔꯅꯦꯜ ꯁ꯭ꯇꯦꯠ ꯃꯦꯃꯣꯔꯤ ꯁꯤꯖꯤꯟꯅꯩ꯫